ꯃꯍꯥꯛꯀꯤ ꯈ꯭ꯋꯥꯏꯗꯒꯤ ꯃꯔꯨꯑꯣꯏꯕ ꯊꯧꯗꯥꯡꯁꯤꯡꯒꯤ ꯃꯅꯨꯡꯗ ꯑꯃꯗꯤ ꯐꯣꯇꯣ ꯏꯂꯦꯛꯇ꯭ꯔꯤꯛ ꯏꯐꯦꯛ ꯆꯥꯡꯌꯦꯡꯒꯤ ꯑꯣꯏꯕ ꯑꯁꯦꯡꯕ ꯑꯗꯨ ꯑꯣꯏꯈꯤ꯫ ꯃꯍꯥꯛꯅ ꯈꯪꯂꯛꯈꯤ ꯃꯗꯨꯗꯤ ꯀꯦꯊꯣꯗ ꯑꯃꯗꯒꯤ ꯊꯣꯛꯂꯛꯂꯤꯕ ꯏꯂꯦꯛꯇ꯭ꯔꯣꯟꯁꯤꯡꯒꯤ ꯃꯩ ꯑꯁꯤ ꯊꯧꯗꯣꯛ ꯊꯣꯛꯄꯒꯤ ꯃꯩꯒꯤ ꯆꯥꯡꯗ ꯅꯠꯇꯅ ꯐ꯭ꯔꯤꯀ꯭ꯋꯦꯟꯁꯤ ꯈꯛꯇꯒꯤ ꯃꯈꯥ ꯄꯣꯜꯂꯤ꯫ ꯂꯦꯅꯥꯔ꯭ꯗ ꯑꯁꯤ ꯅꯦꯁꯅꯦꯂꯤꯁ ꯑꯃꯁꯨꯡ ꯁꯦꯃꯤꯇꯤꯛꯀꯤ ꯃꯥꯌꯣꯛꯇ ꯂꯩꯕ ꯃꯤꯑꯣꯏ ꯑꯃꯥ ꯑꯣꯏꯈꯤ꯫ ꯅꯥꯖꯤꯒꯤ ꯋꯥꯈꯜꯂꯣꯟ ꯍꯛꯊꯦꯡꯅꯅ ꯁꯧꯒꯠꯄ ꯃꯤꯑꯣꯏ ꯑꯃꯥ ꯑꯣꯏꯅ, ꯃꯍꯥꯛꯅ ꯆꯩꯍꯤ ꯇꯔꯥꯒꯤ ꯈꯨꯖꯤꯡꯗ ꯑꯦꯗꯣꯜꯐ ꯍꯤꯠꯂꯔ ꯁꯧꯒꯠꯈꯤ ꯑꯃꯁꯨꯡ ꯅꯥꯖꯤꯒꯤ ꯃꯇꯝ "ꯗꯣꯏꯆ ꯐꯤꯖꯤꯛ" ꯈꯣꯡꯖꯪꯒꯤ ꯃꯔꯨꯑꯣꯏꯕ ꯑꯗꯨ ꯃꯌꯥꯝꯒꯤ ꯇꯝꯅꯐꯝ ꯑꯃꯥ ꯑꯣꯏꯈꯤ꯫ ꯊꯣꯏꯗꯣꯛꯍꯦꯟꯗꯣꯛꯄ ꯑꯣꯏꯅ ꯃꯍꯥꯛꯅ ꯁꯥꯏꯟꯁ ꯑꯦꯜꯕꯥꯔꯠ ꯑꯥꯏꯟꯁꯇꯥꯏꯟꯒꯤ ꯊꯧꯗꯥꯡꯁꯤꯡ ꯑꯗꯨ "ꯖꯨꯏꯁ ꯐꯤꯖꯤꯛꯁ" ꯍꯥꯏꯅ ꯃꯤꯡꯊꯣꯟꯈꯤ꯫ ꯐꯤꯂꯤꯞ ꯂꯦꯅꯥꯔ꯭ꯗ ꯑꯁꯤ ꯄ꯭ꯔꯦꯁꯕꯔ꯭ꯒ ꯄꯣꯖꯁꯣꯅꯤ, ꯉꯁꯤꯒꯤ ꯕ꯭ꯔꯥꯇꯤꯁꯂꯥꯚꯥ ꯗ ꯖꯨꯟ ꯇꯔꯦꯠ ꯇ ꯍꯪꯒꯦꯔꯤ ꯅꯤꯡꯊꯧ ꯂꯩꯕꯥꯛꯇ ꯄꯣꯛꯈꯤ꯫ ꯂꯦꯅꯥꯔ꯭ꯗ ꯏꯃꯨꯡ ꯑꯁꯤ ꯑꯍꯥꯟꯕꯗ ꯇꯔꯥꯍꯨꯝꯗꯣꯢ ꯁꯨꯕ ꯆꯩꯍꯤꯆꯥꯗ ꯇꯥꯏꯔꯣꯜ ꯗ ꯂꯥꯛꯈꯤꯕꯅꯤ ꯑꯗꯨꯒ ꯃꯍꯥꯛꯀꯤ ꯃꯃꯥꯒꯤ ꯏꯃꯨꯡ ꯑꯗꯨ ꯕꯦꯗꯦꯟꯗꯒꯤ ꯂꯥꯛꯈꯤꯕꯅꯤ ꯑꯗꯨꯒ ꯃꯃꯥ-ꯃꯄꯥꯁꯤꯡ ꯑꯗꯨ ꯖꯔꯃꯟ ꯉꯥꯡꯖꯕ ꯃꯤꯑꯣꯏꯁꯤꯡꯅꯤ꯫ ꯃꯍꯥꯛꯀꯤ ꯃꯄꯥ ꯐꯤꯂꯤꯞ ꯚꯣꯟ ꯂꯦꯅꯥꯔ꯭ꯗ ꯑꯁꯤ ꯄ꯭ꯔꯦꯁꯕꯔ꯭ꯒ ꯌꯨ-ꯂꯂꯣꯟꯕ ꯑꯃ ꯑꯣꯏꯔꯝꯃꯤ꯫ ꯃꯍꯥꯛꯀꯤ ꯃꯃꯥ ꯑꯗꯨ ꯑꯦꯟꯇꯣꯅꯤ ꯕꯣꯃꯟ ꯅꯤ꯫ ꯃꯍꯥꯛꯀꯤ ꯑꯌꯥꯝꯕꯅ ꯖꯔꯃꯅꯤꯛꯀꯤ ꯑꯣꯏꯕ ꯃꯄꯥ-ꯃꯄꯨꯁꯤꯡꯒꯤ ꯃꯔꯛꯇ ꯃꯍꯥꯛꯀꯤ ꯃꯒ꯭ꯌꯥꯔ ꯃꯆꯥꯁꯤꯡꯁꯨ ꯂꯩꯔꯝꯃꯤ꯫ ꯅꯍꯥ ꯑꯣꯏꯔꯤꯕ ꯂꯦꯅꯥꯔ꯭ꯗ ꯑꯃ ꯑꯗꯨꯅ ꯄꯣꯖꯁꯣꯅꯤ ꯀꯤꯔꯥꯂꯤ ꯀꯦꯇꯣꯂꯤꯛꯁ ꯐꯦꯒꯤꯃꯅꯥꯁꯤꯌꯝ ꯗ ꯇꯝꯈꯤ ꯑꯃꯁꯨꯡ ꯃꯍꯥꯛꯅ ꯃꯍꯥꯛꯀꯤ ꯄꯨꯟꯁꯤ ꯋꯥꯔꯤꯗ ꯆꯦꯟꯖꯟꯈꯤ ꯃꯁꯤꯅ ꯃꯍꯥꯛꯄꯨ ꯑꯆꯧꯕ ꯏꯊꯤꯜ ꯑꯃꯥ ꯄꯤꯈꯤ ꯃꯔꯨꯑꯣꯏꯅ ꯃꯍꯥꯛꯀꯤ ꯑꯣꯖꯥ ꯚꯤꯔꯖꯤꯜ ꯀ꯭ꯂꯥꯠꯇ ꯅꯤ꯫ ꯏꯪ ꯂꯤꯁꯤꯡ ꯑꯃꯒ ꯆꯥꯅꯤꯄꯥꯟ ꯃꯔꯤꯐꯨꯗ ꯃꯍꯥꯛꯅ ꯚꯤꯌꯦꯅꯥ ꯑꯃꯁꯨꯡ ꯕꯨꯗꯥꯄꯦꯁꯠ ꯐꯤꯖꯤꯛꯁ ꯑꯃꯁꯨꯡ ꯀꯦꯃꯤꯁꯇ꯭ꯔꯤ ꯇꯝꯈꯤ꯫ ꯍꯦꯗꯦꯜꯕꯔ꯭ꯒ ꯃꯍꯥꯛꯅ ꯃꯃꯤꯡ ꯂꯩꯔꯕ ꯔꯣꯕꯥꯔꯠ ꯕꯟꯁꯦꯟꯒꯤ ꯃꯈꯥꯗ ꯇꯝꯈꯤ꯫ ꯕꯔꯂꯤꯟꯗ ꯁꯦꯃꯦꯁꯇꯔ ꯑꯃꯥ ꯍꯔꯃꯟ ꯚꯣꯟ ꯍꯦꯜꯃꯍꯣꯜꯀ ꯂꯣꯏꯅꯅ ꯂꯦꯞꯈꯤ꯫ ꯃꯍꯥꯛꯅ ꯖꯣꯔ꯭ꯖ ꯍꯔꯃꯟ ꯀ꯭ꯋꯤꯟꯀꯦ ꯒꯤ ꯃꯈꯥꯗꯁꯨ ꯇꯝꯈꯤ ꯑꯃꯁꯨꯡ ꯃꯍꯥꯛꯅ ꯏꯪ ꯂꯤꯁꯤꯡꯑꯃꯒ ꯆꯥꯅꯤꯄꯥꯟ ꯃꯩꯗ꯭ꯔꯥꯇꯔꯨꯛ ꯇ ꯗꯣꯛꯇ꯭ꯔꯦꯠ ꯗꯤꯒ꯭ꯔꯤ ꯑꯃꯥ ꯐꯪꯈꯤ꯫ ꯏꯪ ꯂꯤꯁꯤꯡꯑꯃꯒ ꯆꯥꯅꯤꯄꯥꯟ ꯃꯩꯗ꯭ꯔꯥꯇꯔꯦꯠ ꯇ ꯗꯣꯛꯇ꯭ꯔꯦ ꯃꯍꯥꯛꯅ ꯑꯃꯨꯛ ꯍꯟꯅ ꯕꯨꯗꯥꯄꯦꯁꯠꯇ ꯂꯣꯔꯥꯟ ꯏꯠꯚꯣꯁꯀꯤ ꯃꯈꯥꯗ ꯎꯠꯊꯣꯛꯄ ꯑꯃ ꯑꯣꯏꯅ ꯊꯕꯛ ꯇꯧꯈꯤ꯫ ꯑꯥꯆꯦꯟ, ꯕꯣꯟ, ꯕ꯭ꯔꯦꯁꯂꯣ, ꯍꯦꯗꯦꯜꯕꯔ꯭ꯒ, ꯑꯃꯁꯨꯡ ꯀꯤꯜ ꯗ ꯐꯝꯁꯤꯡ ꯐꯪꯂꯕ ꯃꯇꯨꯡꯗ, ꯃꯍꯥꯛꯅ ꯑꯔꯣꯏꯕꯗ ꯏꯪ ꯂꯤꯁꯤꯡꯑꯃꯒ ꯆꯥꯃꯄꯟꯇꯔꯦꯠ ꯗ ꯐꯤꯂꯤꯞ ꯂꯦꯅꯥꯔ꯭ꯗ ꯏꯟꯁꯇꯤꯇ꯭ꯌꯨꯠꯀꯤ ꯃꯀꯣꯛ ꯑꯣꯏꯅ ꯌꯨꯅꯤꯚꯔꯁꯤꯇꯤ ꯑꯣꯐ ꯍꯦꯗꯦꯜꯕꯔꯗ ꯍꯜꯂꯛꯈꯤ꯫ ꯂꯦꯅꯥꯔ꯭ꯗ ꯗ ꯔꯣꯌꯦꯜ ꯁ꯭ꯋꯤꯗꯤꯛ ꯑꯦꯀꯥꯗꯦꯃꯤ ꯑꯣꯐ ꯁꯥꯏꯟꯁꯦꯁ ꯑꯃꯁꯨꯡ ꯂꯤꯁꯤꯡꯑꯃꯒ ꯆꯥꯃꯄꯟꯇꯔꯦꯠ ꯗ ꯍꯪꯒꯦꯔꯤꯒꯤ ꯑꯦꯀꯥꯗꯦꯃꯤ ꯑꯣꯐ ꯁꯥꯏꯁꯦꯟꯁꯀꯤ ꯃꯤꯍꯨꯠ ꯑꯣꯏꯈꯤ꯫ ꯃꯍꯥꯛꯀꯤ ꯑꯉꯟꯕ ꯃꯇꯝꯒꯤ ꯊꯕꯛꯁꯤꯡꯒꯤ ꯃꯅꯨꯡꯗ ꯐꯣꯁꯐꯣꯔꯦꯁꯟꯁ ꯑꯃꯁꯨꯡ ꯂꯤꯎꯃꯤꯅꯦꯁꯟꯁ ꯑꯃꯁꯨꯡ ꯃꯩꯁꯥꯒꯤ ꯀꯟꯗꯛꯇꯤꯚꯤꯇꯤꯒꯤ ꯃꯇꯥꯡꯗ ꯅꯩꯅꯕꯁꯤꯡ ꯌꯥꯎꯈꯤ꯫ ꯐꯤꯖꯤꯛꯁꯇ ꯁꯔꯨꯛ ꯌꯥꯕꯁꯤꯡ ꯐꯣꯇꯣ ꯏꯂꯦꯛꯇ꯭ꯔꯤꯛ ꯊꯤꯖꯤꯟ-ꯍꯨꯝꯖꯤꯟꯕꯒꯤ ꯊꯕꯛꯁꯤꯡ ꯐꯤꯂꯤꯞ ꯂꯦꯅꯥꯔ꯭ꯗꯅ ꯁꯦꯝꯕ ꯗꯥꯏꯅꯥꯃꯤꯛ ꯑꯦꯇꯣꯃꯤꯛ ꯃꯣꯗꯦꯜ ꯐꯤꯖꯤꯁꯤꯁꯠ ꯑꯃꯥ ꯑꯣꯏꯅ ꯂꯦꯅꯥꯔ꯭ꯗꯀꯤ ꯑꯆꯧꯕ ꯊꯧꯗꯥꯡꯁꯤꯡ ꯑꯗꯨ ꯃꯍꯥꯛꯅ ꯏꯪꯂꯤꯁꯤꯡꯑꯃꯒ ꯆꯥꯅꯤꯄꯥꯟ ꯃꯔꯤꯐꯨ ꯅꯤꯄꯥꯟ ꯗ ꯍꯧꯈꯤꯕ ꯀꯦꯊꯣꯗ ꯔꯦꯁꯤꯡꯒꯤ ꯃꯇꯥꯡꯗ ꯅꯩꯅꯕꯗ ꯑꯣꯏꯈꯤ꯫ ꯃꯍꯥꯛꯀꯤ ꯊꯕꯛ ꯑꯗꯨꯒꯤ ꯃꯃꯥꯡꯗ ꯀꯦꯊꯣꯗ ꯔꯦꯁꯤꯡ ꯑꯁꯤ ꯑꯋꯥꯡꯕ ꯚꯣꯜꯇꯦꯖ ꯑꯃ ꯊꯝꯕ ꯌꯥꯕ ꯃꯦꯇꯥꯂꯤꯛ ꯏꯂꯦꯛꯇ꯭ꯔꯣꯗꯁꯤꯡ ꯌꯥꯎꯕ ꯑꯔꯤꯕ, ꯁꯔꯨꯛ ꯈꯔ ꯂꯧꯊꯣꯛꯈꯤꯕ ꯒ꯭ꯂꯥꯁꯀꯤ ꯇ꯭ꯌꯨꯞꯁꯤꯡꯗ ꯄꯨꯊꯣꯛꯂꯝꯃꯤ꯫ ꯀꯦꯊꯣꯗ ꯔꯦꯁꯤꯡ ꯑꯁꯤ ꯁꯦꯝꯖꯤꯟꯗꯨꯅ ꯊꯝꯕꯗ ꯑꯔꯨꯕ ꯑꯣꯏꯈꯤ ꯃꯔꯝꯗꯤ ꯃꯈꯣꯏ ꯑꯁꯤ ꯁꯣꯜꯂꯕ ꯒ꯭ꯂꯥꯁꯀꯤ ꯇ꯭ꯌꯨꯞꯁꯤꯡꯒꯤ ꯃꯅꯨꯡꯗ ꯂꯩꯔꯝꯃꯤ, ꯌꯧꯕꯗ ꯑꯔꯨꯕ ꯑꯣꯏꯔꯝꯃꯤ ꯑꯃꯁꯨꯡ ꯔꯦꯁꯤꯡ ꯑꯗꯨ ꯅꯨꯡꯁꯤꯠꯀꯤ ꯃꯣꯂꯤꯀꯨꯜꯁꯤꯡ ꯂꯩꯕꯅ ꯂꯦꯅꯥꯔ꯭ꯗꯅ ꯈꯨꯗꯣꯡꯆꯥꯗꯕꯁꯤꯡ ꯑꯁꯤ ꯒ꯭ꯂꯥꯁ ꯑꯗꯨꯗ ꯄ꯭ꯔꯦꯁꯔ ꯈꯦꯠꯅꯕꯁꯤꯡ ꯑꯗꯨ ꯊꯦꯡꯅꯔꯝꯃꯤ꯫